ꯁ꯭ꯇꯣꯔ ꯑꯃꯗꯒꯤ ꯆꯦꯛ ꯇꯧꯔꯤꯕ ꯀꯁ꯭ꯇꯃꯔ ꯑꯃꯒꯥ ꯁꯦꯜꯁꯔꯁ ꯑꯃꯒ ꯋꯥꯔꯤ ꯁꯥꯅꯕ ꯑꯃꯥ ꯁꯦꯝꯒꯠꯄꯥ꯫ ꯀꯁ꯭ꯇꯃꯔ: ꯍꯥꯏ, ꯑꯩꯍꯥꯛ ꯆꯦꯛ ꯇꯧꯅꯕꯥ ꯁꯦꯝ ꯁꯥꯔꯦ꯫ ꯁꯦꯜꯁꯔꯁ: ꯑꯆꯧꯕꯥ! ꯉꯁꯤ ꯅꯍꯥꯛꯅ ꯊꯤꯔꯤꯕ ꯄꯨꯝꯅꯃꯛ ꯑꯗꯨ ꯐꯪꯂꯕ꯭ꯔꯥ? ꯀꯁ꯭ꯇꯃꯔ: ꯍꯣꯏ, ꯑꯩꯍꯥꯛꯅ ꯊꯥꯒꯠꯄ ꯐꯣꯡꯗꯣꯛꯆꯔꯤ꯫ ꯁꯦꯂꯁꯔꯁ: ꯑꯉꯛꯄꯥ꯫ ꯑꯩꯍꯥꯛꯅ ꯎꯕꯥ ꯐꯪꯂꯤ ꯃꯗꯨꯗꯤ ꯑꯗꯣꯝꯒꯤ ꯄꯣꯠꯂꯝ ꯈꯔꯗꯤ ꯌꯣꯜꯂꯤ, ꯃꯔꯝ ꯑꯗꯨꯅ ꯑꯗꯣꯝꯅꯥ ꯇꯁꯦꯡꯅ ꯑꯐꯕꯥ ꯗꯤꯜ ꯑꯃꯥ ꯐꯪꯂꯤ꯫ ꯅꯍꯥꯛꯀꯤ ꯄꯔꯆꯦꯖꯁꯤꯡꯒꯤꯗꯃꯛ ꯕꯦꯒ ꯑꯃꯥ ꯄꯥꯝꯕꯤꯕ꯭ꯔꯥ? ꯀꯁ꯭ꯇꯃꯔ: ꯍꯣꯏ, ꯆꯥꯟꯕꯤꯗꯨꯅ꯫ ꯑꯩꯅ ꯅꯉꯣꯟꯗ ꯀꯌꯥ ꯌꯥꯝꯅ ꯔ꯭ꯏꯟ ꯂꯩꯕꯒꯦ? ꯁꯦꯂꯁꯔꯁ: ꯑꯗꯣꯝꯒꯤ ꯑꯄꯨꯟꯕ ꯑꯁꯤ ꯗꯣꯂꯔ ꯅꯤꯐꯨꯃꯉꯥꯒ ꯄ‌ꯣꯏꯟ ꯍꯨꯝꯐꯨꯇꯔ‌ꯦꯠꯅꯤ꯫ ꯅꯍꯥꯛꯅꯥ ꯀꯦꯁ ꯅꯠꯇꯔꯒ ꯀꯥꯔꯗꯀꯤ ꯃꯇꯦꯡꯅ ꯁꯦꯜ ꯄꯤꯒꯅꯤ? ꯀꯁ꯭ꯇꯃꯔ: ꯑꯩꯒꯤ ꯀꯥꯔꯗ ꯁꯤꯖꯤꯟꯅꯒꯅꯤ꯫ ꯁꯦꯜꯁꯔꯁ: ꯑꯐꯕ, ꯆꯥꯟꯕꯤꯗꯨꯅ ꯅꯍꯥꯛꯅ ꯁꯦꯝ ꯁꯥꯕ ꯃꯇꯝꯗ ꯅꯍꯥꯛꯀꯤ ꯀꯥꯔꯗ ꯑꯗꯨ ꯏꯟꯁꯥꯔꯠ ꯇꯧꯕꯤꯌꯨ ꯅꯠꯇꯔꯒꯥ ꯇꯦꯞ ꯇꯧꯕꯤꯌꯨ꯫ ꯅꯍꯥꯛꯀꯤ ꯔꯤꯁꯤꯞꯠ ꯑꯗꯨ ꯏꯃꯦꯏꯜꯒꯤ ꯈꯨꯠꯊꯥꯡꯗ ꯅꯠꯇꯔꯒ ꯄ꯭ꯔꯤꯟꯠ ꯇꯧꯗꯨꯅ ꯂꯧꯕꯥ ꯄꯥꯝꯕꯤꯕ꯭ꯔꯥ? ꯀꯁ꯭ꯇꯃꯔ: ꯄ꯭ꯔꯤꯟꯇ ꯇꯧꯕꯥ ꯑꯁꯤ ꯐꯩ꯫ ꯁꯦꯜꯁꯔꯁ: ꯃꯐꯝ ꯑꯁꯤꯗ ꯅꯍꯥꯛꯀꯤ ꯔꯤꯁꯤꯞꯠ ꯑꯃꯁꯨꯡ ꯅꯍꯥꯛꯀꯤ ꯕꯦꯒ ꯑꯗꯨ ꯌꯥꯎꯔꯤ꯫ ꯑꯩꯈꯣꯏꯒ ꯂꯣꯏꯅꯅꯥ ꯁꯣꯄꯤꯡ ꯇꯧꯕꯤꯕꯒꯤꯗꯃꯛ ꯊꯥꯒꯠꯆꯔꯤ, ꯑꯆꯧꯕꯥ ꯅꯨꯃꯤꯠ ꯑꯃꯥ ꯑꯣꯏꯔꯁꯅꯨ! ꯀꯁ꯭ꯇꯃꯔ: ꯊꯥꯒꯠꯆꯔꯤ, ꯅꯈꯣꯏꯁꯨ! ꯅꯨꯃꯤꯠꯇꯒꯤ ꯍꯧꯔꯒ ꯃꯉꯥꯜꯒꯤ ꯐꯣꯇꯣꯟ ꯑꯃꯈꯛꯇꯒꯤ ꯂꯝꯕꯤ ꯊꯤꯌꯨ꯫ ꯐꯣꯇꯣꯟ ꯍꯥꯏꯕꯁꯤ ꯃꯉꯥꯜꯒꯤ ꯄꯥꯔꯇꯤꯀꯜ ꯑꯃꯅꯤ, ꯑꯃꯁꯨꯡ ꯃꯁꯤ ꯅꯨꯃꯤꯠꯀꯤ ꯀꯣꯔꯗꯒꯤ ꯅ꯭ꯌꯨꯀꯂꯤꯌꯔ ꯐ꯭ꯌꯨꯖꯟ ꯀꯧꯕꯥ ꯊꯧꯑꯣꯡ ꯑꯃꯒꯤ ꯈꯨꯠꯊꯥꯡꯗ ꯍꯧꯏ꯫ ꯊꯧꯑꯣꯡ ꯑꯁꯤꯒꯤ ꯃꯅꯨꯡꯗ ꯍꯥꯏꯗ꯭ꯔꯣꯖꯦꯟ ꯑꯦꯇꯣꯝꯁꯤꯡꯅꯥ ꯄꯨꯟꯅꯥ ꯍꯤꯂꯤꯌꯝ ꯁꯦꯝꯃꯤ, ꯑꯃꯁꯨꯡ ꯔꯤꯑꯦꯛꯁꯟ ꯑꯁꯤꯅꯥ ꯃꯉꯥꯜ ꯑꯃꯁꯨꯡ ꯅꯨꯡꯁꯤꯠꯀꯤ ꯃꯑꯣꯡꯗ ꯑꯆꯧꯕꯥ ꯑꯦꯅꯔꯖꯤ ꯑꯃꯥ ꯊꯥꯗꯣꯛꯏ꯫ ꯐꯣꯇꯣꯟ ꯑꯁꯤꯅꯥ ꯅꯨꯃꯤꯠꯀꯤ ꯀꯣꯔꯗꯒꯤ ꯈꯣꯡꯆꯠ ꯍꯧꯏ, ꯑꯗꯨꯕꯨ ꯃꯐꯝ ꯑꯗꯨꯗꯥ ꯌꯧꯕꯗ ꯆꯪꯕ ꯂꯝꯕꯤꯗꯤ ꯆꯦꯠꯄꯥ ꯅꯠꯇꯦ꯫ ꯃꯁꯤꯅꯥ ꯑꯇꯣꯞꯄ ꯄꯥꯔꯇꯤꯀꯜꯁꯤꯡꯗꯒꯤ ꯂꯥꯞꯅ ꯆꯠꯂꯤ, ꯃꯈꯜ ꯑꯃꯒꯤ ꯔꯦꯟꯗꯝ ꯋꯥꯛ꯭ꯔ ꯑꯃꯥ ꯆꯠꯂꯤ꯫ ꯃꯁꯤꯅ ꯄ꯭ꯔꯤꯊꯤꯕꯤꯒꯤ ꯑꯦꯇꯃꯣꯁ꯭ꯐꯤꯌꯔꯗꯥ ꯆꯪꯂꯕ ꯃꯇꯨꯡꯗ ꯐꯣꯇꯣꯟ ꯑꯁꯤꯅ ꯅꯨꯡꯁꯤꯠꯀꯤ ꯃꯣꯂꯤꯀꯌꯨꯜꯁꯤꯡ ꯑꯃꯁꯨꯡ ꯄꯥꯔꯇꯤꯀꯜꯁꯤꯡꯒ ꯏꯟꯇꯔꯦꯛꯇ ꯇꯧꯕ ꯉꯝꯃꯤ, ꯑꯃꯁꯨꯡ ꯃꯁꯤꯒꯤ ꯂꯝꯕꯤ ꯑꯁꯤ ꯈꯔꯥ ꯍꯣꯡꯂꯛꯄꯥ ꯌꯥꯏ꯫ ꯑꯗꯨꯝ ꯑꯣꯏꯅꯃꯛ, ꯀꯔꯤꯒꯨꯝꯕ ꯃꯁꯤ ꯄ꯭ꯔꯤꯊꯤꯕꯤꯗ ꯂꯩꯕ ꯑꯣꯕꯖꯥꯔꯚꯔ ꯑꯃꯒꯤ ꯃꯥꯏꯀꯩꯗꯥ ꯃꯈꯥ ꯆꯠꯊꯔꯕꯗꯤ, ꯃꯁꯤꯅꯥ ꯃꯈꯣꯏꯒꯤ ꯃꯤꯠꯀꯤ ꯀꯣꯔꯅꯤꯌꯥ, ꯄꯨꯄꯤꯜ ꯑꯃꯁꯨꯡ ꯂꯦꯟꯁꯇꯥ ꯆꯠꯂꯤ꯫ ꯂꯦꯟꯁ ꯑꯁꯤꯅꯥ ꯃꯉꯥꯜ ꯑꯗꯨ ꯃꯤꯠꯀꯤ ꯃꯇꯨꯡꯗ ꯂꯩꯕ ꯔꯦꯇꯤꯅꯥꯗꯥ ꯐꯣꯀꯁ ꯇꯧꯏ, ꯃꯗꯨꯅ ꯃꯉꯥꯜꯒꯤ ꯁꯤꯒꯅꯦꯜ ꯑꯗꯨ ꯏꯂꯦꯛꯇꯔꯤꯀꯦꯜ ꯁꯤꯒꯅꯦꯜ ꯑꯃꯗ ꯑꯣꯟꯊꯣꯛꯏ, ꯃꯗꯨꯒꯤ ꯃꯇꯨꯡꯗ ꯑꯣꯞꯇꯤꯛ ꯅꯔꯚꯀꯤ ꯈꯨꯠꯊꯥꯡꯗ ꯕ꯭ꯔ‌ꯦꯟꯗꯥ ꯇ꯭ꯔꯥꯟꯁꯃꯤꯠ ꯇꯧꯏ꯫ ꯑꯔꯣꯏꯕꯗ, ꯕ꯭ꯔꯦꯟꯅꯥ ꯏꯟꯐꯣꯔꯃꯦꯁꯟ ꯑꯁꯤ ꯄ꯭ꯔꯣꯁꯦꯁ ꯇꯧꯗꯨꯅ ꯏꯃꯦꯖ ꯑꯃꯥ ꯁꯦꯝꯃꯤ, ꯃꯗꯨꯅ ꯃꯤꯑꯣꯏ ꯑꯗꯨꯅꯥ ꯅꯨꯃꯤꯠ ꯑꯗꯨ ꯎꯕ ꯉꯝꯍꯜꯂꯤ꯫ ꯑꯁꯨꯝꯅ, ꯃꯉꯥꯜꯒꯤ ꯐꯣꯇꯣꯟ ꯑꯃꯈꯛꯇꯒꯤ ꯈꯣꯡꯆꯠ, ꯅꯨꯃꯤꯠꯇꯒꯤ ꯍꯧꯔꯒꯥ, ꯌꯦꯡꯂꯤꯕꯥ ꯃꯤꯑꯣꯏ ꯑꯃꯒꯤ ꯃꯤꯠꯌꯦꯡꯗ ꯂꯣꯏꯕꯥ, ꯆꯍꯤ ꯂꯤꯁꯤꯡ ꯀꯌꯥ ꯆꯪꯂꯝꯕ ꯌꯥꯏ ꯑꯃꯁꯨꯡ ꯌꯨꯅꯤꯚꯔꯁ ꯁꯤꯟꯕ ꯊꯨꯡꯅ ꯌꯥꯝꯅ ꯂꯥꯞꯅ ꯆꯠꯄꯥ ꯌꯥꯏ꯫